ꯄꯤꯔꯤꯕ ꯑꯦꯛꯇꯤꯚꯤꯇꯤ ꯑꯗꯨꯅ ꯀꯔꯝꯅ ꯁ꯭ꯇꯔꯦꯁ ꯍꯟꯊꯍꯟꯕꯗ ꯃꯇꯦꯡ ꯄꯥꯡꯕꯒꯦ ꯍꯥꯏꯕꯗꯨ ꯁꯟꯗꯣꯛꯅ ꯇꯥꯛꯄꯤꯌꯨ꯫ ꯑꯌꯨꯛꯇ ꯌꯣꯒ ꯇꯧꯅꯕ ꯆꯠꯄ- ꯑꯌꯨꯛꯇ ꯌꯣꯒ ꯇꯧꯅꯕ ꯆꯠꯄꯅ ꯃꯑꯣꯡ ꯀꯌꯥꯗ ꯁ꯭ꯇꯔꯦꯁ ꯑꯁꯤ ꯌꯥꯝꯅ ꯍꯟꯊꯍꯟꯕ ꯉꯝꯃꯤ꯫ ꯑꯍꯥꯟꯕꯗ, ꯑꯦꯛꯁꯔꯁꯥꯏꯖ ꯑꯁꯤ ꯃꯤꯌꯥꯝꯅ ꯈꯪꯅꯔꯕ ꯁ꯭ꯇꯔꯦꯁ-ꯔꯤꯂꯤꯚꯔ ꯑꯃꯅꯤ ꯃꯔꯝꯗꯤ ꯃꯁꯤꯅ ꯑꯦꯟꯗꯣꯔꯐꯤꯟ ꯍꯣꯔꯃꯣꯟꯁꯤꯡ ꯊꯥꯗꯣꯛꯏ꯫ ꯃꯈꯣꯏꯅ ꯋꯥꯈꯜ ꯐꯒꯠꯍꯟꯕꯗ ꯃꯇꯦꯡ ꯄꯥꯡꯉꯤ ꯑꯃꯁꯨꯡ ꯋꯥꯈꯜ ꯋꯥꯕ ꯍꯟꯊꯍꯜꯂꯤ꯫ ꯖꯣꯒꯤꯡꯅ ꯄꯦꯟꯇ-ꯑꯞ ꯇꯦꯟꯁꯟ ꯑꯃꯁꯨꯡ ꯅꯦꯒꯦꯇꯤꯚ ꯏꯃꯣꯁꯟꯁꯤꯡ ꯔꯤꯂꯤꯖ ꯇꯧꯅꯕꯒꯤꯗꯃꯛ ꯍꯛꯁꯦꯜ ꯐꯕ ꯑꯥꯎꯇꯂꯦꯠ ꯑꯃ ꯄꯤꯕ ꯉꯝꯃꯤ꯫ ꯃꯁꯤꯒꯤ ꯃꯊꯛꯇ ꯑꯌꯨꯛꯀꯤ ꯈꯣꯡꯆꯠ ꯑꯃꯅ ꯅꯍꯥꯛꯀꯤ ꯅꯨꯃꯤꯠ ꯑꯗꯨ ꯍꯧꯗꯣꯛꯄꯅ ꯃꯥꯏ ꯄꯥꯛꯄꯒꯤ ꯋꯥꯈꯜꯂꯣꯟ ꯑꯃ ꯄꯤꯕ ꯉꯝꯒꯅꯤ ꯑꯃꯁꯨꯡ ꯅꯨꯃꯤꯠ ꯑꯗꯨꯒꯤ ꯑꯔꯣꯏꯕ ꯃꯇꯝꯒꯤꯗꯃꯛ ꯇꯣꯟ ꯑꯗꯨ ꯁꯦꯠ ꯇꯧꯕ ꯉꯝꯒꯅꯤ꯫ ꯃꯁꯤꯅ ꯅꯍꯥꯛꯀꯤ ꯋꯥꯈꯜ ꯁꯦꯡꯗꯣꯛꯅꯕ ꯑꯃꯁꯨꯡ ꯂꯥꯛꯀꯗꯧꯔꯤꯕ ꯅꯨꯃꯤꯠ ꯑꯗꯨꯒꯤꯗꯃꯛ ꯃꯦꯟꯇꯜꯂꯤ ꯑꯣꯏꯅ ꯁꯦꯝ ꯁꯥꯅꯕꯒꯤ ꯃꯇꯝꯁꯨ ꯄꯤꯕ ꯉꯝꯒꯅꯤ꯫ ꯌꯣꯒ ꯇꯧꯕ ꯃꯇꯝꯗ ꯃꯍꯧꯁꯥ, ꯑꯐꯕ ꯅꯨꯡꯁꯤꯠ ꯑꯃꯁꯨꯡ ꯅꯨꯃꯤꯠꯀꯤ ꯃꯉꯥꯜꯅ ꯀꯨꯞꯁꯤꯟꯕꯅ ꯁ꯭ꯇꯔꯦꯁ ꯔꯤꯂꯤꯐ ꯇꯧꯕꯒꯤ ꯏꯐꯦꯛꯇꯁꯨ ꯍꯦꯟꯒꯠꯍꯟꯕ ꯌꯥꯏ꯫ ꯑꯄꯨꯟꯕ ꯑꯣꯏꯅ, ꯑꯌꯨꯛꯇ ꯈꯣꯡꯅ ꯆꯠꯄ ꯑꯁꯤ ꯁ꯭ꯇꯔꯦꯁ ꯊꯦꯡꯅꯅꯕ, ꯃꯦꯟꯇꯜ ꯍꯦꯜꯊ ꯐꯒꯠꯍꯟꯅꯕ ꯑꯃꯁꯨꯡ ꯑꯄꯨꯟꯕ ꯑꯣꯏꯅ ꯅꯨꯡꯉꯥꯏꯕ ꯍꯦꯟꯒꯠꯍꯟꯅꯕ ꯑꯆꯧꯕ ꯃꯑꯣꯡ ꯑꯃꯅꯤ꯫ ꯄꯤꯔꯤꯕ ꯏꯟꯄꯨꯠ ꯑꯗꯨꯒꯤꯗꯃꯛ ꯃꯁꯤꯗ ꯊꯣꯛꯂꯤꯕ ꯊꯤꯖꯤꯟꯕꯒꯤ ꯊꯕꯛ ꯅꯠꯇ꯭ꯔꯒ ꯀꯟꯇꯦꯛꯁ ꯑꯗꯨ ꯐꯣꯡꯗꯣꯀꯄꯤꯌꯨ꯫ ꯃꯍꯥꯛ ꯕꯁ ꯑꯗꯨ ꯉꯥꯏꯗꯨꯅ ꯂꯩꯔꯝꯃꯤ꯫ ꯏꯟꯄꯨꯠ ꯑꯁꯤꯒꯤ ꯁꯦꯇꯤꯡ ꯅꯠꯇ꯭ꯔꯒ ꯀꯟꯇꯦꯛꯁ ꯑꯁꯤ ꯕꯁ ꯁ꯭ꯇꯣꯞ ꯑꯃꯗ ꯅꯠꯇ꯭ꯔꯒ ꯃꯤꯌꯥꯝꯒꯤ ꯆꯠꯊꯣꯛ-ꯆꯠꯁꯤꯟ ꯂꯩꯕ ꯌꯥꯕ ꯃꯐꯝ ꯑꯃꯗ ꯑꯣꯏꯕ ꯌꯥꯏ꯫ ꯃꯤꯑꯣꯏ ꯑꯗꯨꯅ ꯃꯍꯥꯛꯄꯨ ꯃꯍꯥꯛꯀꯤ ꯑꯄꯥꯝꯕ ꯃꯐꯝ ꯑꯗꯨꯗ ꯄꯨꯔꯛꯅꯕ ꯕꯁ ꯂꯥꯛꯄ ꯉꯥꯏꯔꯤꯉꯩꯗ ꯂꯦꯞꯄ ꯅꯠꯇ꯭ꯔꯒ ꯐꯝꯗꯨꯅ ꯂꯩꯕ ꯌꯥꯏ꯫ ꯅꯨꯃꯤꯠꯀꯤ ꯃꯇꯝ ꯅꯠꯇ꯭ꯔꯒ ꯃꯐꯝ ꯑꯗꯨ ꯂꯦꯞꯊꯣꯛꯇꯦ ꯃꯔꯝ ꯑꯗꯨꯅ ꯃꯁꯤ ꯁꯍꯔ ꯅꯠꯇ꯭ꯔꯒ ꯈꯨꯡꯒꯪꯒꯤ ꯁꯦꯇꯤꯡ ꯑꯃꯗ, ꯑꯌꯨꯛ ꯅꯠꯇ꯭ꯔꯒ ꯅꯨꯃꯤꯗꯥꯡꯗ ꯊꯣꯛꯄ ꯌꯥꯏ꯫ ꯌꯨꯅꯥꯏꯇꯦꯗ ꯁ꯭ꯇꯦꯠꯁꯇ ꯁꯤꯚꯤꯜ ꯔꯥꯏꯠꯁ ꯃꯨꯚꯃꯦꯟꯇ ꯊꯣꯛꯅꯈꯤꯕ ꯊꯧꯗꯣꯛꯁꯤꯡꯒꯤ ꯇꯥꯏꯝꯂꯥꯏꯟ ꯑꯃ ꯁꯦꯝꯕ- ꯁꯤꯚꯤꯜ ꯔꯥꯏꯠꯁ ꯃꯨꯚꯃꯦꯟꯇ ꯑꯁꯤ ꯑꯃꯦꯔꯤꯀꯥꯒꯤ ꯄꯨꯋꯥꯔꯤꯗ ꯂꯦꯞꯄ ꯂꯩꯇꯕ ꯊꯧꯗꯣꯛ ꯑꯃ ꯑꯣꯏꯈꯤ꯫ ꯃꯁꯤꯅ ꯑꯐ꯭ꯔꯤꯀꯥꯟ ꯑꯃꯦꯔꯤꯀꯥꯟꯁꯤꯡꯒꯤ ꯃꯥꯟꯅꯕ ꯍꯛꯁꯤꯡꯒꯤꯗꯃꯛ ꯑꯀꯟꯕ ꯑꯦꯛꯇꯤꯚꯤꯖꯝ ꯇꯧꯕꯒꯤ ꯃꯇꯝ ꯑꯃꯥ ꯑꯣꯏꯈꯤ꯫ ꯃꯈꯥꯗ ꯈꯣꯡꯖꯪ ꯑꯁꯤꯒꯤ ꯃꯃꯥꯡꯗ ꯑꯃꯁꯨꯡ ꯃꯅꯨꯡꯗ ꯊꯣꯛꯈꯤꯕ ꯃꯔꯨꯑꯣꯏꯕ ꯊꯧꯗꯣꯛꯁꯤꯡꯒꯤ ꯃꯇꯝꯒꯤ ꯇꯥꯡꯀꯛ ꯑꯃ ꯌꯥꯎꯔꯤ꯫ ꯑꯍꯥꯟꯕ ꯑꯐ꯭ꯔꯤꯀꯥꯒꯤ ꯂꯥꯟꯃꯤꯁꯤꯡꯅ ꯚꯔꯖꯤꯅꯤꯌꯥꯗ ꯂꯥꯛꯈꯤ꯫ ꯃꯁꯤꯅ ꯌꯨꯅꯥꯏꯇꯦꯗ ꯁ꯭ꯇꯦꯠꯁꯇ ꯆꯍꯤ ꯂꯤꯁꯤꯡ ꯀꯌꯥꯒꯤ ꯃꯅꯨꯡꯗ ꯁꯤꯁ꯭ꯇꯦꯃꯦꯇꯤꯛ ꯑꯣꯏꯕ ꯖꯥꯇꯤꯒꯤ ꯈꯦꯟꯅꯕ ꯑꯃꯁꯨꯡ ꯃꯤꯑꯣꯠ-ꯃꯤꯅꯩ ꯆꯠꯊꯕꯒꯤ ꯊꯧꯔꯝ ꯍꯧꯈꯤ꯫ ꯁꯨꯄ꯭ꯔꯤꯝ ꯀꯣꯔꯇꯅ ꯄ꯭ꯂꯦꯟꯇꯤꯐ ꯗ꯭ꯔꯥꯐꯠꯀꯤ ꯃꯥꯌꯣꯛꯇ ꯋꯥꯌꯦꯜ ꯄꯤꯈꯤ꯫ ꯃꯗꯨꯗ ꯑꯐ꯭ꯔꯤꯀꯥꯒꯤ ꯃꯤꯑꯣꯏꯁꯤꯡꯒꯤ ꯅꯥꯒ꯭ꯔꯤꯛ ꯑꯣꯏꯕꯒꯤ ꯍꯛ ꯄꯤꯈꯤꯗꯦ꯫ ꯁꯤꯚꯤꯜ ꯋꯥꯔ ꯊꯣꯛꯈꯤ꯫ ꯃꯔꯨꯑꯣꯏꯅ ꯂꯥꯟꯃꯤꯒꯤ ꯋꯥꯐꯝꯗ ꯂꯥꯟꯊꯦꯡꯅꯈꯤ꯫ ꯔꯥꯁꯇ꯭ꯔꯄꯇꯤ ꯑꯕ꯭ꯔꯥꯍꯥꯝ ꯂꯤꯟꯀꯟꯅ ꯏꯃꯥꯟꯁꯤꯄꯦꯁꯟ ꯄ꯭ꯔꯣꯀ꯭ꯂꯦꯃꯦꯁꯟ ꯊꯣꯛꯈꯤ꯫ ꯀꯣꯟꯐꯤꯗꯔꯦꯠ ꯁ꯭ꯇꯦꯠꯁꯤꯡꯗ ꯂꯥꯟꯃꯤꯁꯤꯡꯕꯨ ꯅꯤꯡꯊꯝꯅꯈꯤ꯫ ꯀꯪꯒ꯭ꯔꯦꯁꯅ ꯇꯔꯦꯠꯁꯨꯕ ꯑꯦꯃꯦꯟꯗꯃꯦꯟꯇ ꯄꯥꯁ ꯇꯧꯈꯤ꯫ ꯃꯁꯤꯅ ꯌꯨꯅꯥꯏꯇꯦꯗ ꯁ꯭ꯇꯦꯇꯁꯇ ꯒꯨꯂꯥꯕꯀꯤ ꯊꯕꯛ ꯂꯧꯊꯣꯛꯈꯤ꯫ ꯃꯔꯤꯁꯨꯕ ꯑꯦꯃꯦꯟꯗꯃꯦꯟꯇ ꯑꯁꯤ ꯑꯦꯗꯣꯞꯇ ꯇꯧꯈꯤ꯫